ꯀꯣꯚꯤꯗ- ꯇꯔꯥ ꯃꯥꯄꯜꯒꯤ ꯂꯥꯏꯆꯠ ꯊꯣꯛꯂꯛꯄꯅ ꯃꯔꯝ ꯑꯣꯏꯗꯨꯅ ꯊꯧꯔꯝ ꯑꯗꯨ ꯚꯔꯆꯨꯑꯦꯜ ꯑꯣꯏꯅ ꯄꯥꯡꯊꯣꯛꯈꯤ꯫ ꯃꯃꯤꯡ ꯂꯩꯔꯕ ꯃꯤꯑꯣꯏꯁꯤꯡ, ꯁꯥꯟꯅꯔꯣꯏꯁꯤꯡ ꯑꯃꯁꯨꯡ ꯏꯁꯩ-ꯅꯣꯡꯃꯥꯏ ꯇꯧꯕꯁꯤꯡꯒ ꯂꯣꯏꯅꯅ ꯎꯠꯈꯤ, ꯃꯗꯨꯒꯤ ꯃꯅꯨꯡꯗ ꯄꯣꯞ ꯐ꯭ꯔꯥꯟꯁꯤꯁ, ꯁꯤꯜꯚꯤꯌꯥ ꯑꯦꯔꯜ, ꯗꯦꯅꯤꯁ ꯍꯦꯁ, ꯕꯤꯜ ꯃꯦꯛꯀꯤꯕꯦꯟ, ꯒ꯭ꯂꯣꯕꯦꯜ ꯑꯦꯗꯚꯥꯏꯖꯔꯤ ꯀꯝꯃꯤꯇꯤꯒꯤ ꯃꯦꯝꯕꯔ ꯑꯜꯕꯔꯠ ꯑꯅꯤ ꯁꯨꯕ (ꯄ꯭ꯔꯤꯟꯁ ꯑꯣꯐ ꯃꯣꯅꯥꯀꯣ)ꯒꯥ ꯂꯣꯏꯅꯅ ꯌꯥꯎꯈꯤ꯫ꯏꯪ ꯂꯤꯁꯤꯡ ꯑꯅꯤ ꯀꯨꯟꯒꯤ ꯐꯦꯕ꯭ꯔꯨꯋꯥꯔꯤ ꯇꯔꯥ ꯃꯥꯄꯜꯗ ꯃꯍꯥꯛꯅ ꯚꯥꯔꯠꯀꯤ ꯅ꯭ꯌꯨ ꯗꯦꯜꯍꯤ ꯌꯨꯅꯤꯚꯔꯁꯤꯇꯤ ꯄꯥꯡꯊꯣꯛꯈꯤꯕ ꯇꯦꯗꯑꯦꯛꯁ ꯁ꯭ꯇꯦꯠ ꯕꯣꯔꯗ ꯑꯣꯐ ꯁ꯭ꯀꯨꯜ ꯑꯦꯖꯨꯀꯦꯁꯟ ꯗ ꯋꯥ ꯍꯥꯏꯈꯤ꯫ ꯏꯪ ꯂꯤꯁꯤꯡ ꯑꯅꯤ ꯀꯨꯟꯒꯤ ꯐꯦꯕ꯭ꯔꯨꯋꯥꯔꯤ ꯀꯨꯟꯍꯨꯝꯗꯣꯏꯗ ꯃꯍꯥꯛꯅ ꯃꯨꯝꯕꯥꯏ ꯄꯥꯡꯊꯣꯛꯈꯤꯕ ꯇꯦꯗ꯭ꯑꯦꯛꯁ ꯒꯦꯠꯋꯦꯗ ꯋꯥ ꯍꯥꯏꯈꯤ ꯑꯃꯁꯨꯡ ꯃꯍꯥꯛꯀꯤ ꯋꯥꯊꯣꯛ ꯑꯗꯨꯒꯤꯗꯃꯛ ꯁ꯭ꯇꯦꯟꯗꯤꯡ ꯑꯣꯚꯦꯁꯟ ꯑꯃꯥ ꯐꯪꯈꯤ꯫ ꯃꯍꯥꯛꯅ ꯆꯍꯤ ꯃꯥꯄꯜ ꯁꯨꯔꯛꯄꯗ ꯇꯦꯗ꯭ꯑꯦꯛꯁ ꯇꯣꯛꯁꯇꯥ ꯇꯔꯨꯛꯔꯛ ꯋꯥ ꯉꯥꯡꯈꯤ꯫ ꯃꯍꯩꯁꯪꯁꯤꯡꯗ ꯑꯏꯪ ꯑꯁꯥꯒꯤ ꯐꯤꯚꯝ ꯍꯣꯡꯂꯛꯄꯒꯤ ꯃꯇꯥꯡꯗ ꯂꯥꯏꯔꯤꯛꯁꯤꯡ ꯇꯝꯕ ꯃꯊꯧ ꯇꯥꯍꯟꯅꯕ ꯈꯣꯡꯖꯪ ꯆꯠꯊꯔꯤ, ꯑꯃꯁꯨꯡ ꯃꯁꯤꯒꯤ ꯃꯇꯨꯡ ꯏꯟꯅ ꯚꯥꯔꯠꯀꯤ ꯁ꯭ꯇꯦꯠ ꯒꯨꯖꯔꯥꯠ ꯂꯩꯉꯥꯛꯅ ꯃꯍꯩꯁꯪꯒꯤ ꯃꯍꯩ-ꯃꯁꯤꯡꯗ ꯑꯏꯪ-ꯑꯁꯥꯒꯤ ꯐꯤꯚꯝ ꯐꯒꯠꯂꯛꯄ ꯑꯁꯤ ꯌꯥꯎꯍꯜꯂꯦ꯫ 'ꯀꯟꯐꯔꯦꯟꯁ ꯑꯣꯐ ꯄꯥꯔꯇꯤꯁ ꯀꯨꯟꯅꯤꯄꯥꯟ, ꯏꯪ ꯂꯤꯁꯤꯡ ꯑꯅꯤ ꯀꯨꯟꯍꯨꯝꯗꯣꯏꯒꯤ ꯗꯤꯁꯦꯝꯕꯔ ꯇꯔꯥꯃꯊꯣꯏꯗ, ꯌꯨꯅꯥꯏꯇꯦꯗ ꯅꯦꯁꯟꯁ ꯀ꯭ꯂꯥꯏꯃꯦꯠ ꯆꯦꯟꯖ ꯀꯟꯐꯔꯦꯟꯁꯇ ꯂꯤꯁꯤꯄ꯭ꯔꯤꯌꯥꯅ ꯀꯟꯐꯔꯦꯟꯁꯀꯤ ꯃꯔꯨꯑꯣꯏꯕ ꯐꯝꯕꯥꯛ ꯑꯗꯨꯗ ꯑꯩꯈꯣꯏꯒꯤ ꯇꯨꯡꯒꯤ ꯐꯤꯕꯝ ꯀꯟꯕ ꯍꯥꯏꯕ ꯈꯨꯗꯝ ꯑꯃ ꯄꯥꯏꯗꯨꯅ ꯑꯃꯁꯨꯡ ꯑꯀꯨꯞꯄ ꯋꯥꯊꯣꯛ ꯑꯃ ꯄꯤꯗꯨꯅ ꯆꯠꯈꯤ꯫ ꯁꯦꯀ꯭ꯌꯨꯔꯤꯇꯤ ꯄꯔꯁꯅꯦꯜꯁꯤꯡꯅ ꯃꯤꯐꯝ ꯑꯗꯨꯗꯒꯤ ꯂꯧꯊꯣꯛꯇ꯭ꯔꯤꯉꯩ ꯃꯃꯥꯡꯗ ꯃꯍꯥꯛꯄꯨ ꯊꯥꯒꯠꯄꯒꯤ ꯃꯈꯣꯜ ꯑꯃ ꯄꯤꯈꯤ꯫ ꯂꯤꯁꯤꯄ꯭ꯔꯤꯌꯥꯒꯤ ꯃꯇꯨꯡ ꯏꯟꯅ ꯃꯍꯥꯛꯄꯨ ꯀꯟꯐꯔꯦꯟꯁ ꯑꯣꯐ ꯄꯥꯔꯇꯤꯁ ꯀꯨꯟꯅꯤꯄꯥꯟꯗ ꯃꯈꯥ ꯇꯥꯅ ꯁꯔꯨꯛ ꯌꯥꯕꯗ ꯊꯤꯡꯖꯤꯟꯈꯤ꯫ꯂꯤꯁꯤꯄ꯭ꯔꯤꯌꯥꯕꯨ ꯋꯥꯁꯤꯡꯇꯟ,ꯗꯤꯁꯇ꯭ꯔꯤꯛ ꯑꯣꯐ ꯀꯂꯝꯕꯤꯌꯥ ꯗ ꯌꯨꯝꯐꯝ ꯑꯣꯏꯕ ꯑꯔꯊ ꯗꯦ ꯅꯦꯠꯋꯥꯔꯛꯀꯤ ꯍꯦꯗꯀ꯭ꯋꯥꯇꯔꯁꯤꯡꯅ ꯔꯥꯏꯖꯤꯡ ꯁ꯭ꯇꯥꯔ ꯍꯥꯏꯕ ꯃꯤꯡꯆꯠ ꯑꯁꯤ ꯄꯤꯗꯨꯅ ꯏꯀꯥꯏ ꯈꯨꯝꯅꯕ ꯎꯠꯈꯤ꯫ ꯏꯪ ꯂꯤꯁꯤꯡ ꯑꯅꯤ ꯇꯔꯥꯃꯥꯄꯜꯒꯤ ꯅꯣꯚꯦꯝꯕꯔ ꯇꯔꯥꯃꯥꯄꯜꯗ, ꯃꯍꯥꯛꯅ ꯆꯟꯗꯤꯒꯔ ꯌꯨꯅꯤꯚꯔꯁꯤꯇꯤ ꯁꯁꯇꯦꯅꯦꯕꯜ ꯗꯦꯚꯦꯂꯞꯃꯦꯟꯠ ꯒꯣꯜꯁꯒꯤ ꯑꯦꯝꯕꯦꯁꯦꯗꯔ ꯑꯦꯋꯥꯔ꯭ꯗ ꯐꯪꯈꯤ ꯃꯁꯤ ꯚꯥꯔꯠ ꯁꯔꯀꯥꯔ ꯅꯤꯇꯤ ꯑꯥꯌꯣꯒ ꯂꯣꯏꯅꯅꯥ ꯗꯩꯅꯤꯛ ꯚꯥꯁꯀꯔ ꯄꯤꯈꯤ꯫ ꯂꯤꯁꯤꯄ꯭ꯔꯤꯌꯥꯅ ꯏꯪ ꯂꯤꯁꯤꯡ ꯑꯅꯤ ꯀꯨꯟꯒꯤ ꯖꯅꯨꯋꯥꯔꯤ ꯑꯍꯨꯝꯗ ꯅ꯭ꯌꯨ ꯗꯦꯜꯂꯤ ꯒ꯭ꯂꯣꯕꯦꯜ ꯆꯥꯏꯜꯗ ꯄ꯭ꯔꯣꯗꯤꯖꯤ ꯑꯦꯋꯥꯔ꯭ꯗ ꯁꯨ ꯐꯪꯈꯤ, ꯃꯁꯤ ꯄꯣꯟꯗꯤꯆꯦꯔꯤ ꯂꯦꯐꯇꯦꯅꯦꯟꯠ ꯒꯕꯔꯅꯔ ꯀꯤꯔꯟ ꯕꯦꯗꯤ ꯄꯤꯈꯤ꯫